ꯑꯥꯔꯇꯤꯐꯤꯁꯦꯑꯦꯜ ꯏꯟꯇꯤꯂꯥꯖꯦꯟꯁ ꯒꯤ ꯑꯦꯁꯤꯁ꯭ꯇꯦꯟꯇ ꯑꯃꯥ ꯑꯣꯏꯅ ꯑꯩꯅ ꯀꯁ꯭ꯇꯃꯔ ꯁꯔꯕꯤꯁꯀꯤ ꯃꯒꯨꯟ ꯍꯦꯟꯒꯠꯍꯟꯅꯕ ꯊꯕꯛ ꯀꯌꯥ ꯑꯃ ꯔꯤꯀꯃꯦꯟꯗ ꯇꯧꯒꯅꯤ꯫ ꯆꯥꯡ ꯅꯥꯏꯅ ꯇ꯭ꯔꯦꯅꯤꯡ ꯄꯤꯕ: ꯀꯁ꯭ꯇꯃꯔ ꯁꯔꯕꯤꯁꯀꯤ ꯄꯔꯁꯣꯅꯦꯜꯁꯤꯡꯅ ꯄ꯭ꯔꯗꯛꯇ ꯅꯣꯂꯦꯖ, ꯀꯝꯌꯨꯅꯤꯀꯦꯁꯟ ꯁ꯭ꯀꯤꯜ, ꯑꯃꯁꯨꯡ ꯑꯔꯨꯕ ꯐꯤꯚꯝꯁꯤꯡ ꯊꯦꯡꯅꯕꯒꯤ ꯃꯇꯥꯡꯗ ꯆꯥꯡ ꯅꯥꯏꯅ ꯇ꯭ꯔꯦꯅꯤꯡ ꯂꯧꯕ ꯁꯣꯏꯗꯅ ꯇꯧꯕꯅ ꯄꯤꯔꯤꯕ ꯁꯔꯚꯤꯁꯀꯤ ꯃꯒꯨꯟ ꯑꯁꯤ ꯌꯥꯝꯅ ꯐꯒꯠꯍꯟꯕ ꯉꯝꯒꯅꯤ꯫. ꯁꯤꯖꯤꯟꯅꯕꯥ: ꯑꯍꯥꯟꯕ ꯔꯤꯛꯕꯦꯁ꯭ꯠ ꯍꯦꯟꯗꯜ ꯇꯧꯅꯕ ꯑꯃꯁꯨꯡ ꯆꯥꯡ ꯅꯥꯏꯅ ꯍꯪꯂꯛꯄ ꯋꯥꯍꯪꯁꯤꯡꯒꯤ ꯄꯥꯎꯈꯨꯝ ꯄꯤꯅꯕ ꯆꯦꯠꯕꯣꯠꯁꯤꯡ ꯑꯃꯁꯨꯡ ꯚꯔꯆꯨꯑꯦꯜ ꯑꯦꯁꯤꯁ꯭ꯇꯦꯟꯇꯁꯤꯡ ꯌꯥꯎꯍꯟꯕꯅ ꯔꯦꯁ꯭ꯄꯣꯟꯁꯀꯤ ꯃꯇꯝ ꯍꯟꯊꯍꯟꯕ ꯉꯝꯒꯅꯤ꯫ ꯑꯃꯁꯨꯡ ꯑꯄꯨꯟꯕ ꯀꯁ꯭ꯇꯃꯔ ꯑꯦꯛꯁꯄꯔꯤꯌꯦꯟꯁ ꯐꯒꯠꯍꯟꯕ ꯉꯝꯒꯅꯤ꯫ ꯀꯁ꯭ꯇꯃꯔꯒꯤ ꯐꯤꯗꯥꯕꯦꯛ: ꯀꯁ꯭ꯇꯃꯔꯁꯤꯡꯗꯒꯤ ꯆꯥꯡ ꯅꯥꯏꯅꯥ ꯐꯤꯗꯥꯕꯦꯛ ꯈꯣꯝꯖꯤꯟꯕꯅ ꯑꯍꯣꯡꯕ ꯄꯨꯔꯛꯄ ꯃꯊꯧ ꯇꯝꯕ ꯃꯐꯝꯁꯤꯡ ꯈꯪꯗꯣꯛꯄꯗ ꯃꯇꯦꯡ ꯄꯥꯡꯒꯅꯤ ꯑꯃꯁꯨꯡ ꯏꯁꯨꯁꯤꯡ ꯈꯨꯗꯛꯇ ꯂꯣꯏꯁꯤꯟꯕ ꯉꯝꯒꯅꯤ꯫ ꯁ꯭ꯇꯥꯐꯥꯁꯤꯡꯕꯨ ꯁꯛꯇꯤ ꯄꯤꯕꯥ: ꯀꯁ꯭ꯇꯃꯔ ꯁꯔꯚꯤꯁ ꯄꯔꯁꯣꯅꯦꯜꯁꯤꯡꯗ ꯂꯦꯞꯄ ꯂꯩꯇꯅ ꯑꯌꯥꯕ ꯂꯧꯕ ꯃꯊꯧ ꯇꯥꯗꯅ ꯋꯥꯔꯦꯞ ꯂꯧꯕ ꯑꯃꯁꯨꯡ ꯏꯁꯨꯁꯤꯡ ꯂꯣꯏꯁꯤꯟꯅꯕ ꯁꯛꯇꯤ ꯄꯤꯕꯅ ꯀꯁ꯭ꯇꯃꯔꯁꯤꯡꯒꯤ ꯋꯥꯀꯠꯁꯤꯡ ꯊꯨꯅ ꯂꯣꯏꯁꯤꯟꯕ ꯉꯝꯒꯅꯤ ꯑꯃꯁꯨꯡ ꯀꯁ꯭ꯇꯃꯔꯁꯤꯡꯒꯤ ꯊꯥꯖꯕ ꯍꯦꯅꯒꯠꯍꯟꯕ ꯉꯝꯒꯅꯤ꯫ ꯄꯔꯁꯣꯅꯦꯂꯥꯏꯖ ꯇꯧꯔꯕ ꯁꯔꯚꯤꯁ: ꯄꯔꯁꯣꯅꯦꯂꯥꯏꯖ ꯇꯧꯔꯕ ꯁꯔꯚꯤꯁ ꯄꯤꯅꯕꯒꯤꯗꯃꯛ ꯀꯁ꯭ꯇꯃꯔ ꯗꯦꯇꯥ ꯁꯤꯖꯤꯟꯅꯕꯅ ꯀꯁ꯭ꯇꯃꯔꯁꯤꯡꯒꯤꯗꯃꯛꯇ ꯍꯦꯟꯅ ꯐꯕ ꯑꯦꯛꯁꯄꯔꯤꯌꯦꯟꯁ ꯑꯃ ꯁꯦꯝꯒꯠꯄ ꯉꯝꯒꯅꯤ꯫ ꯑꯃꯁꯨꯡ ꯃꯈꯣꯏꯕꯨ ꯃꯃꯜ ꯂꯩꯕ ꯑꯃꯁꯨꯡ ꯊꯥꯒꯠꯄ ꯐꯣꯡꯗꯣꯛꯄ ꯉꯝꯒꯅꯤ꯫ ꯃꯜꯇꯤꯆꯦꯅꯦꯜ ꯁꯄꯣꯔꯠ: ꯃꯜꯇꯤꯆꯦꯅꯦꯜ ꯁꯄꯣꯔꯠ ꯒꯤ ꯈꯨꯠꯊꯥꯡꯗꯥ ꯁꯄꯣꯔꯠ ꯄꯤꯅꯕ ꯀꯁ꯭ꯇꯃꯔꯁꯤꯡꯅ ꯃꯈꯣꯏꯅ ꯈ꯭ꯋꯥꯏꯗꯒꯤ ꯅꯨꯡꯉꯥꯏꯕ ꯃꯦꯗꯤꯌꯝ ꯑꯗꯨꯒꯤ ꯈꯨꯠꯊꯥꯡꯗ ꯀꯝꯄꯅꯤ ꯑꯗꯨꯗ ꯌꯧꯕ ꯉꯝꯒꯅꯤ꯫ ꯁ꯭ꯇꯔꯦꯇꯦꯖꯤꯁꯤꯡ ꯑꯁꯤ ꯏꯃꯞꯂꯤꯃꯦꯟꯇ ꯇꯧꯕꯅ ꯀꯝꯄꯦꯅꯤꯁꯤꯡꯅ ꯃꯈꯣꯏꯒꯤ ꯀꯁ꯭ꯇꯃꯔ ꯁꯔꯕꯤꯁꯀꯤ ꯃꯒꯨꯟ ꯑꯁꯤ ꯌꯥꯝꯅ ꯐꯒꯠꯍꯟꯕ ꯉꯝꯒꯅꯤ꯫ ꯃꯁꯤꯅ ꯀꯁ꯭ꯇꯃꯔꯁꯤꯡ ꯍꯦꯟꯅ ꯅꯨꯡꯉꯥꯏꯕ ꯑꯃꯁꯨꯡ ꯊꯥꯖꯕ ꯍꯦꯟꯒꯠꯍꯟꯕ ꯉꯝꯒꯅꯤ꯫ ꯀꯔꯤꯒꯨꯝꯕ ꯇꯣꯉꯥꯟ-ꯇꯣꯉꯥꯟꯕ ꯀꯦꯃꯤꯀꯦꯜ ꯀꯝꯄꯥꯎꯟꯗ ꯑꯅꯤ ꯄꯨꯟꯅ ꯊꯝꯂꯕꯗꯤ ꯀꯔꯤ ꯑꯣꯏꯒꯅꯤ ꯍꯥꯏꯕꯗꯨ ꯂꯥꯎꯊꯣꯛꯎ꯫ ꯍꯥꯏꯗ꯭ꯔꯣꯀ꯭ꯂꯣꯔꯤꯛ ꯑꯦꯁꯤꯗ ꯑꯃꯁꯨꯡ ꯕꯦꯀꯤꯡ ꯁꯣꯗꯥ꯫ ꯍꯥꯏꯗ꯭ꯔꯣꯀ꯭ꯂꯣꯔꯤꯛ ꯑꯦꯁꯤꯗ ꯑꯃꯁꯨꯡ ꯕꯦꯀꯤꯡ ꯁꯣꯗꯥ (ꯁꯣꯗꯤꯌꯝ ꯕꯥꯏꯀꯥꯔꯕꯣꯅꯥꯏꯠ ꯅꯠꯇ꯭ꯔꯒ) ꯑꯁꯤ ꯄꯨꯟꯅ ꯊꯝꯂꯕ ꯃꯇꯝꯗ ꯀꯦꯃꯤꯀꯦꯜ ꯔꯤꯑꯦꯛꯁꯟ ꯑꯃ ꯊꯣꯚꯍꯟꯗꯨꯅ ꯁꯣꯗꯤꯌꯝ ꯀ꯭ꯂꯣꯔꯥꯏꯗ, ꯏꯁꯤꯡ ꯑꯃꯁꯨꯡ ꯀꯥꯔꯕꯣꯟ ꯗꯥꯏꯑꯣꯛꯁꯥꯏꯗ ꯒ꯭ꯌꯥꯁ ꯄꯨꯊꯣꯛꯏ꯫ ꯔꯤꯑꯦꯛꯁꯟ ꯑꯁꯤ ꯃꯈꯥꯗ ꯄꯤꯔꯤꯕꯁꯤꯒꯨꯝꯅꯥ ꯏꯕꯥ ꯌꯥꯏ ꯔꯤꯑꯦꯛꯁꯟ ꯑꯁꯤꯒꯤ ꯃꯅꯨꯡꯗ ꯀꯥꯔꯕꯣꯟ ꯗꯥꯏꯑꯣꯛꯁꯥꯏꯗ ꯒ꯭ꯌꯥꯁ ꯊꯥꯗꯣꯛꯄꯅ ꯃꯔꯝ ꯑꯣꯏꯗꯨꯅ ꯃꯤꯛꯁꯆꯔ ꯑꯗꯨ ꯕꯨꯕꯜ ꯅꯠꯇ꯭ꯔꯒ ꯐꯤꯖꯤꯀꯦꯜ ꯑꯣꯏꯕ ꯍꯧꯔꯒꯅꯤ꯫ ꯏꯐꯔꯦꯟꯁ ꯑꯁꯤ ꯌꯥꯝꯅꯥ ꯚꯤꯖꯨꯑꯦꯜ ꯏꯐꯦꯛꯇ ꯑꯃꯅꯤ꯫ ꯔꯤꯑꯦꯛꯁꯟ ꯑꯁꯤ ꯑꯦꯛꯁꯣꯊꯔꯃꯤꯛ ꯑꯣꯏꯕꯅ ꯃꯔꯝ ꯑꯣꯏꯗꯨꯅ ꯃꯤꯛꯁꯆꯔ ꯑꯁꯤꯅ ꯍꯤꯠ ꯈꯔꯁꯨ ꯊꯣꯛꯍꯟꯒꯅꯤ꯫ ꯃꯁꯤ ꯑꯦꯁꯤꯗ-ꯕꯦꯖ ꯔꯤꯑꯦꯛꯁꯟ ꯑꯃꯅꯤ꯫ ꯃꯁꯤꯅ ꯑꯀꯟꯕ ꯑꯦꯁꯤꯗ ꯍꯥꯏꯗ꯭ꯔꯣꯛꯂꯣꯔꯤꯛ ꯑꯦꯁꯤꯗ ꯑꯗꯨ ꯑꯀꯟꯕ ꯕꯦꯖ ꯑꯃ ꯑꯣꯏꯔꯤꯕ ꯁꯣꯗꯤꯌꯝ ꯕꯥꯏꯀꯥꯔꯕꯣꯅꯦꯇꯀ ꯂꯣꯏꯅꯅ ꯅ꯭ꯌꯨꯇ꯭ꯔꯤꯂꯥꯏꯖ ꯇꯧꯏ꯫